ꯂꯝꯕꯤꯗ ꯂꯩꯕ ꯌꯨꯝ ꯂꯩꯇꯕꯥ ꯃꯤꯑꯣꯏꯁꯤꯡꯒꯤ ꯄ꯭ꯔꯣꯕ꯭ꯂꯦꯝ ꯑꯗꯨꯒꯤ ꯁꯣꯂꯨꯁꯟ ꯑꯃ ꯄ꯭ꯔꯄꯣꯖ ꯇꯧꯕ꯫ ꯌꯨꯝ ꯂꯩꯇꯕꯒꯤ ꯁꯃꯁ꯭ꯌꯥ ꯑꯁꯤꯒꯤ ꯑꯣꯏꯊꯣꯛꯄ ꯌꯥꯕ ꯁꯣꯂꯨꯁꯟ ꯑꯃꯗꯤ ꯌꯨꯝ ꯂꯩꯇꯕꯒꯤ ꯑꯋꯥꯕ ꯊꯦꯡꯅꯔꯤꯕ ꯃꯤꯑꯣꯏꯁꯤꯡꯗ ꯌꯥꯔꯤꯕꯃꯈꯩ ꯊꯨꯅ ꯃꯇꯝ ꯆꯨꯞꯄꯒꯤ ꯑꯣꯏꯅ, ꯃꯃꯜ ꯍꯣꯡꯕ ꯌꯨꯝꯁꯤꯡ ꯐꯪꯍꯟꯕ ꯍꯥꯏꯕꯁꯤꯅꯤ, ꯃꯁꯤꯗ ꯌꯨꯝ-ꯌꯨꯝꯗ ꯂꯩꯕ ꯑꯄꯨꯟꯕ ꯑꯦꯄ꯭ꯔꯣꯆ ꯑꯃ ꯏꯝꯄ꯭ꯂꯤꯃꯦꯟꯇ ꯇꯧꯕꯅꯤ꯫ ꯃꯁꯤꯒꯤ ꯑꯦꯄ꯭ꯔꯣꯆ ꯑꯁꯤꯅ ꯇꯪꯗꯨ ꯂꯩꯇꯥꯕ ꯑꯃꯁꯨꯡ ꯁꯦꯀ꯭ꯌꯨꯔ ꯑꯣꯏꯕ ꯌꯨꯝ ꯂꯩꯕ ꯍꯥꯏꯕꯁꯤ ꯃꯤꯑꯣꯏ ꯑꯃꯅ ꯃꯈꯣꯏꯒꯤ ꯄꯨꯟꯁꯤꯕꯨ ꯑꯃꯨꯛ ꯍꯟꯅ ꯁꯦꯝꯒꯠꯄ ꯑꯃꯁꯨꯡ ꯍꯦꯟꯅ ꯃꯁꯥꯅ ꯃꯁꯥꯕꯨ ꯊꯕꯛ ꯄꯤꯖꯕꯒꯤ ꯃꯥꯏꯀꯩꯗ ꯊꯕꯛ ꯇꯧꯕ ꯌꯥꯕ ꯌꯨꯝꯐꯝꯅꯤ ꯍꯥꯏꯕꯁꯤ ꯈꯪꯏ꯫ ꯌꯨꯝꯗ ꯂꯩꯔꯕꯥ ꯃꯇꯨꯡꯗ, ꯃꯤꯑꯣꯏ ꯑꯃꯅ ꯃꯦꯟꯇꯦꯜ ꯍꯦꯜꯊ, ꯅꯁꯥ, ꯑꯦꯖꯨꯀꯦꯁꯟ, ꯑꯃꯁꯨꯡ ꯊꯕꯛ ꯄꯤꯕꯅꯆꯤꯡꯕ ꯍꯤꯔꯝꯁꯤꯡꯗ ꯁꯄꯣꯔꯠ ꯂꯧꯕ ꯌꯥꯏ꯫ ꯍꯥꯎꯁꯤꯡ-ꯐꯔꯁ꯭ꯠ ꯑꯦꯄ꯭ꯔꯣꯆ ꯑꯃ ꯃꯥꯏ ꯄꯥꯛꯅ ꯏꯝꯄ꯭ꯂꯤꯃꯦꯟꯇ ꯇꯧꯅꯕꯒꯤꯗꯃꯛ, ꯃꯃꯜ ꯍꯣꯡꯕ ꯍꯥꯎꯁꯤꯡ ꯌꯨꯅꯤꯠꯁꯤꯡꯗ ꯆꯥꯎꯅ ꯁꯦꯜ ꯊꯥꯗꯕ ꯃꯊꯧ ꯇꯥꯏ꯫ ꯁꯔꯀꯥꯔꯁꯤꯡ, ꯅꯟ-ꯄ꯭ꯔꯣꯐꯤꯠ ꯑꯣꯔꯒꯅꯥꯏꯖꯦꯁꯟꯁꯤꯡ, ꯑꯃꯁꯨꯡ ꯄ꯭ꯔꯥꯏꯕꯦꯠ ꯁꯦꯛꯇꯔꯒꯤ ꯄꯥꯔꯇꯅꯔꯁꯤꯡꯅ ꯄꯨꯟꯅ ꯊꯕꯛ ꯇꯧꯃꯤꯟꯅꯗꯨꯅ ꯌꯨꯅꯤꯠꯁꯤꯡ ꯑꯁꯤ ꯁꯦꯝꯒꯠꯄ ꯑꯃꯁꯨꯡ ꯁꯦꯝꯒꯠ-ꯁꯥꯒꯠꯄ ꯌꯥꯏ꯫ ꯃꯁꯤꯒꯤ ꯃꯊꯛꯇ, ꯁꯄꯣꯔꯠ ꯁꯔꯚꯤꯁꯁꯤꯡꯒꯤ ꯔꯦꯟꯖ ꯑꯃ ꯄꯤꯒꯗꯕꯅꯤ, ꯑꯃꯁꯨꯡ ꯁꯔꯚꯤꯁꯁꯤꯡ ꯑ ꯑꯁꯤ ꯃꯤꯑꯣꯏ ꯑꯗꯨꯒꯤ ꯑꯈꯟꯅꯕ ꯃꯊꯧ ꯇꯥꯕꯁꯤꯡꯒꯤ ꯃꯇꯨꯡꯏꯟꯅ ꯁꯦꯝꯗꯣꯛ-ꯁꯦꯝꯖꯤꯟ ꯇꯧꯒꯗꯕꯅꯤ꯫ ꯁꯦꯜꯇꯔ ꯑꯃꯁꯨꯡ ꯇꯦꯝꯄꯔꯦꯔꯤ ꯍꯥꯎꯁꯤꯡ ꯑꯣꯞꯁꯟꯁꯤꯡꯅ ꯍꯧꯖꯤꯛꯁꯨ ꯃꯔꯨꯑꯣꯏꯕ‌ ꯊꯧꯗꯥꯡ ꯂꯧꯕ‌ ꯌꯥꯏ, ꯑꯗꯨꯕꯨ ꯃꯤꯠꯌꯦꯡ ꯑꯁꯤ ꯌꯥꯔꯤꯕꯃꯈꯩ ꯊꯨꯅ ꯄꯔꯃꯦꯅꯦꯟꯇ ꯍꯥꯎꯁꯤꯡꯗ ꯇ꯭ꯔꯥꯟꯁꯤꯁꯟ ꯇꯧꯕꯗ ꯃꯤꯠꯌꯦꯡ ꯆꯪꯒꯗꯕꯅꯤ꯫ ꯌꯨꯝ ꯐꯪꯍꯟꯕꯇ ꯅꯠꯇꯅꯥ, ꯌꯨꯝ ꯂꯩꯇꯕꯒꯤ ꯃꯔꯨ ꯑꯣꯏꯕ ꯃꯔꯝꯁꯤꯡ ꯍꯥꯏꯕꯗꯤ ꯂꯥꯏꯔꯕ, ꯃꯃꯜ ꯍꯣꯡꯕꯥꯍꯦꯜꯊꯀꯦꯌꯔ ꯐꯪꯗꯕ, ꯑꯃꯁꯨꯡ ꯊꯕꯛ ꯁꯨꯕꯒꯤ ꯊꯧꯑꯣꯡꯁꯤꯡ ꯑꯁꯤ ꯊꯦꯡꯅꯕꯒꯤ ꯌꯨꯝ ꯂꯩꯇꯕ ꯃꯤꯑꯣꯏꯁꯤꯡꯒꯤ ꯃꯁꯤꯡ ꯍꯟꯊꯍꯟꯕꯗꯁꯨ ꯌꯥꯝꯅ ꯃꯔꯨ ꯑꯣꯏ꯫ ꯑꯄꯨꯟꯕ ꯑꯣꯏꯅ, ꯁꯄꯣꯔꯠ ꯁꯔꯚꯤꯁꯁꯤꯡ ꯑꯃꯁꯨꯡ ꯉꯥꯛꯊꯣꯛꯅꯕꯥ ꯍꯣꯠꯅꯕꯒ ꯂꯣꯏꯅꯅꯥ ꯍꯥꯎꯁꯤꯡ-ꯐꯔꯁ꯭ꯠ ꯑꯦꯄ꯭ꯔꯣꯆ ꯑꯃꯅ ꯌꯨꯝ ꯂꯩꯇꯕꯒꯤ ꯄ꯭ꯔꯣꯕ꯭ꯂꯦꯝ ꯑꯗꯨꯒꯤ ꯊꯥꯖꯅꯤꯡꯉꯥꯏ ꯑꯣꯏꯕ ꯁꯣꯂꯨꯁꯟ ꯑꯃ ꯄꯤꯔꯤ꯫ ꯃꯤꯠꯌꯦꯡ ꯊꯝꯕ ꯃꯑꯣꯡꯗ ꯆꯦꯛꯔꯦꯇꯔ ꯑꯅꯤ ꯆꯥꯡꯗꯝꯅꯕꯥ - ꯕꯣꯕ ꯑꯃꯁꯨꯡ ꯖꯣ꯫ ꯕꯣꯕ ꯑꯃꯁꯨꯡ ꯖꯣ ꯑꯁꯤ ꯃꯊꯛꯇ ꯃꯥꯟꯅꯕꯥ ꯃꯑꯣꯡꯗ ꯎꯕꯥ ꯐꯪꯏ ꯑꯗꯨꯕꯨ ꯃꯈꯣꯏꯒꯤ ꯃꯄꯥꯟꯊꯣꯡꯒꯤ ꯃꯈꯥꯗ, ꯊꯣꯏꯗꯣꯛ ꯍꯦꯟꯗꯣꯛꯄ ꯈꯦꯟꯅꯕꯥ ꯀꯌꯥ ꯂꯩꯔꯤ꯫ ꯕꯣꯕꯅꯥ ꯊꯥꯖꯕꯒꯤ ꯅꯨꯡꯁꯤꯠ ꯑꯃꯒ ꯂꯣꯏꯅꯅꯥ ꯆꯠꯂꯤ, ꯃꯀꯣꯛ ꯊꯣꯡꯅ ꯆꯠꯂꯤ, ꯑꯗꯨꯒ ꯖꯣꯅꯥ ꯍꯦꯟꯅ ꯔꯤꯖꯔꯚ ꯇꯧꯏ, ꯍꯤꯁꯥꯕ ꯇꯧꯔꯕꯥ ꯑꯃꯁꯨꯡ ꯆꯦꯛꯁꯤꯟꯅ ꯆꯠꯊꯣꯛ-ꯆꯠꯁꯤꯟ ꯇꯧꯗꯨꯅ ꯆꯠꯂꯤ꯫ ꯕꯣꯕꯀꯤ ꯃꯤꯠꯌꯦꯡꯗꯨ ꯋꯥ ꯉꯥꯡꯕꯗ ꯃꯉꯥꯜ ꯑꯃꯒ ꯂꯣꯏꯅꯅ ꯃꯉꯥꯜ ꯊꯣꯛꯏ, ꯃꯍꯥꯛꯀꯤ ꯉꯝꯈꯩ ꯂꯩꯇꯕꯥ ꯏꯅꯔꯖꯤ ꯑꯗꯨ ꯐꯣꯡꯗꯣꯛꯏ ꯑꯗꯨꯒ ꯖꯣꯒꯤ ꯅꯤꯡꯊꯤꯖꯔꯕꯥ ꯂꯝꯆꯠ-ꯁꯥꯖꯠ ꯑꯗꯨꯅ ꯊꯋꯥꯏ ꯌꯥꯏꯕ ꯂꯧꯁꯤꯡ ꯑꯃ ꯐꯣꯡꯗꯣꯛꯏ꯫ ꯕꯣꯕ ꯑꯁꯤ ꯏꯝꯄꯜꯁꯤꯕ ꯑꯣꯏ, ꯃꯇꯝ ꯄꯨꯝꯅꯃꯛꯇ ꯑꯦꯗꯚꯦꯟꯆꯔ ꯑꯃꯒꯤꯗꯃꯛ ꯁꯦꯝ ꯁꯥꯗꯨꯅ ꯂꯩ, ꯑꯗꯨꯒ‌ ꯖꯣ ꯑꯁꯤ ꯍꯦꯟꯅ ꯁ꯭ꯇꯔꯦꯇꯦꯖꯤꯁ꯭ꯠ ꯑꯃꯅꯤ, ꯃꯍꯥꯛꯅ ꯈꯣꯡꯆꯠ ꯑꯗꯨ ꯄꯟꯊꯨꯡꯐꯝ ꯑꯃꯒꯨꯝꯅ‌ ꯅꯨꯡꯉꯥꯏꯕ ꯐꯥꯎꯏ꯫ ꯃꯈꯣꯏꯒꯤ ꯀꯟꯇꯔꯥꯁ꯭ꯇꯤꯡ ꯄꯔꯁꯣꯅꯦꯂꯤꯇꯤꯁꯤꯡ ꯑꯁꯤꯅ ꯃꯈꯣꯏꯅ ꯄꯨꯟꯅ ꯂꯩꯃꯤꯟꯅꯕꯗ ꯋꯥꯏꯕ꯭ꯔꯦꯟꯇ ꯗꯥꯏꯅꯥꯃꯤꯛ ꯑꯃ ꯁꯦꯝꯒꯠꯂꯤ, ꯃꯈꯣꯏꯒꯤ ꯏꯟꯇꯔꯦꯛꯁꯟ ꯑꯗꯨ ꯍꯦꯟꯅ ꯄꯨꯛꯅꯤꯡ ꯆꯤꯡꯁꯤꯟꯅꯤꯡꯉꯥꯏ ꯑꯣꯏꯍꯜꯂꯤ꯫ ꯂꯥꯏꯔꯤꯛ ꯑꯁꯤꯒꯤ ꯖꯦꯅꯔꯦꯁꯟ ꯑꯁꯤ ꯀ꯭ꯂꯥꯁꯤꯐꯥꯏ ꯇꯧꯕꯥ꯫ ꯁꯨꯖꯥꯅꯦ ꯀꯣꯂꯤꯟꯁꯅꯥ ꯏꯕꯥ ꯗꯤ ꯍꯪꯒꯔ ꯒꯦꯝꯁ꯫ ꯁꯨꯖꯥꯅꯦ ꯀꯣꯂꯤꯟꯁꯅꯥ ꯏꯕꯥ, ꯗꯤ ꯍꯪꯒꯔ ꯒꯦꯝꯁ ꯍꯥꯏꯕ‌ ꯂꯥꯏꯔꯤꯛ ꯑꯁꯤꯒꯤ ꯖꯤꯟ ꯑꯁꯤ ꯅꯍꯥ ꯑꯣꯏꯔꯤꯕ ꯑꯍꯜꯁꯤꯡꯒꯤꯗꯃꯛ ꯁꯦꯝꯈꯤꯕ ꯁꯥꯏꯟꯁ ꯐꯤꯛꯁꯟ ꯑꯃꯁꯨꯡ ꯗꯤꯁꯇꯣꯄꯤꯌꯥꯟ ꯅꯣꯚꯦꯜꯅꯤ꯫